ꯃꯁꯤꯅ ꯅꯍꯥꯛꯀꯤ ꯕ꯭ꯔꯥꯟꯗ ꯑꯗꯨ ꯅꯍꯥꯛꯀꯤ ꯀꯁ꯭ꯇꯃꯔꯁꯤꯡꯒꯤ ꯋꯥꯈꯜꯗ‌ ꯃꯥꯡꯖꯤꯜ ꯊꯥꯅ ꯊꯝꯕꯗ ꯃꯇꯦꯡ ꯄꯥꯡꯏ ꯑꯃꯁꯨꯡ ꯍꯟꯖꯤꯟ ꯍꯟꯖꯤꯟ ꯕꯤꯖꯤꯅꯦꯁ ꯇꯧꯕꯗ ꯄꯨꯛꯅꯤꯡ ꯊꯧꯒꯠꯂꯤ꯫ ꯀꯟꯇꯦꯟꯇ ꯃꯥꯔꯀꯦꯇꯤꯡ - ꯀꯁ꯭ꯇꯃꯔꯁꯤꯡꯕꯨ ꯄꯨꯛꯅꯤꯡ ꯆꯤꯡꯁꯤꯟꯅꯕ ꯑꯃꯁꯨꯡ ꯊꯝꯅꯕ ꯔꯦꯁꯤꯄꯤ, ꯆꯥꯛ ꯊꯣꯡꯕꯒꯤ ꯇꯤꯞꯁ ꯅꯠꯇꯔꯒ ꯅ꯭ꯌꯨꯇꯔꯤꯁꯟꯒꯤ ꯄꯥꯎꯇꯥꯛꯀꯨꯝꯕ ꯃꯃꯜ ꯌꯥꯝꯂꯕ ꯑꯃꯁꯨꯡ ꯏꯟꯐꯣꯔꯃꯦꯇꯤꯕ ꯀꯟꯇꯦꯟꯇ ꯁꯦꯝꯕ꯫ ꯀꯟꯇꯦꯟꯇ ꯑꯁꯤ ꯅꯍꯥꯛꯀꯤ ꯋꯦꯕꯁꯥꯏꯠ, ꯁꯣꯁꯤꯑꯦꯜ ꯃꯤꯗꯤꯌꯥ ꯅꯠꯇꯔꯒ ꯀꯝꯄꯅꯤꯒꯤ ꯕ꯭ꯂꯣꯒ ꯑꯃꯗ ꯐꯣꯡꯗꯣꯛꯄ ꯌꯥꯏ꯫ ꯑꯄꯨꯟꯕ ꯑꯣꯏꯅ, ꯃꯥꯏ ꯄꯥꯛꯂꯕ ꯗꯤꯖꯤꯇꯦꯜ ꯃꯥꯔꯀꯦꯇꯤꯡ ꯁ꯭ꯠꯔꯦꯇꯦꯖꯤ ꯑꯃꯒꯤ ꯃꯔꯨꯑꯣꯏꯕ ꯑꯁꯤ ꯇꯣꯉꯥꯟ ꯇꯣꯉꯥꯟꯕ ꯄꯥꯝꯕꯩꯁꯤꯡꯗ ꯑꯦꯛꯁꯄꯔꯤꯃꯦꯟꯇ ꯇꯧꯕ ꯌꯥꯏ, ꯃꯈꯣꯏꯒꯤ ꯏꯐꯦꯛꯇꯤꯕꯅꯦꯁ ꯑꯗꯨ ꯂꯦꯞꯊꯣꯛꯄ, ꯑꯃꯁꯨꯡ ꯅꯍꯥꯛꯀꯤ ꯇꯥꯔꯒꯦꯠ ꯑꯣꯗꯤꯁꯟꯁꯤꯡꯗ ꯌꯧꯕꯥ ꯑꯃꯁꯨꯡ ꯑꯦꯡꯒꯦꯖ ꯇꯧꯅꯕ ꯃꯈꯣꯏꯗ ꯂꯦꯞꯇꯅ ꯑꯍꯣꯡꯕ ꯄꯨꯔꯛꯄꯅꯤ꯫ ꯃꯈꯥꯗ ꯄꯤꯔꯤꯕ ꯑꯥꯏꯇꯦꯝ ꯑꯁꯤ ꯔꯤꯁꯥꯏꯀꯜ ꯇꯧꯕ‌ ꯌꯥꯕ ꯅꯠꯇꯔꯒ ꯅꯟ-ꯔꯤꯁꯥꯏꯀꯜ ꯇꯧꯕ ꯌꯥꯕ ꯑꯣꯏꯅ ꯀ꯭ꯂꯥꯁꯤꯐꯥꯏ ꯇꯧ꯫ ꯒ꯭ꯂꯥꯁꯀꯣꯛ ꯕꯣꯇꯜ ꯑꯃ ꯔꯤꯁꯥꯏꯀꯜ ꯇꯧꯕ ꯌꯥꯏ꯫ ꯃꯈꯥꯗ ꯄꯤꯔꯤꯕ ꯋꯥꯍꯩꯁꯤꯡ ꯑꯁꯤ ꯑꯔꯣꯏꯕ ꯂꯥꯏꯟ ꯑꯣꯏꯅ ꯁꯤꯖꯤꯟꯅꯗꯨꯅ ꯁꯣꯅꯦꯠ ꯑꯃ ꯏꯕꯤꯌꯨ꯫ ꯃꯪꯂꯥꯟꯒꯤ ꯂꯣꯏꯕ ꯅꯥꯏꯗꯕ ꯂꯝ ꯑꯃ - ꯑꯩꯒꯤ ꯋꯥꯈꯜꯗ, ꯑꯩꯅ ꯑꯌꯥꯝꯕꯅ ꯂꯥꯞꯅ ꯆꯠꯂꯤ, ꯁꯤꯝꯁꯤꯡꯅ ꯉꯥꯛꯊꯣꯛꯄ ꯉꯝꯗꯕ ꯃꯐꯝ ꯑꯃꯗ ꯋꯥꯈꯜꯅ ꯎꯔꯦꯞ ꯎꯌꯨꯡ ꯇꯝꯕ ꯑꯃꯁꯨꯡ ꯕꯥꯔ ꯂꯩꯇꯕ ꯃꯐꯝ ꯑꯃꯗ ꯂꯣꯏꯕ ꯅꯥꯏꯗꯕ ꯃꯪꯂꯥꯟꯒꯤ ꯂꯝ ꯑꯃ ꯃꯐꯝꯗꯨꯗ, ꯅꯨꯃꯤꯠꯅ ꯁꯅꯥꯒꯤ ꯃꯉꯥꯜꯅ ꯊꯜꯂꯕ ꯈꯣꯟꯖꯦꯜ ꯑꯃꯒ ꯂꯣꯏꯅꯅ ꯅꯨꯡꯁꯤꯠꯅ ꯍꯨꯝꯗꯨꯅ ꯆꯠꯂꯤꯕ ꯃꯍꯩ ꯃꯔꯣꯡꯁꯤꯡꯒꯤ ꯃꯔꯛꯇ꯫ ꯑꯃꯁꯨꯡ ꯁꯨꯞꯅꯒꯤ ꯂꯣꯏꯕ ꯅꯥꯏꯗꯕ ꯂꯝ ꯑꯃꯅꯤ ꯑꯃꯁꯨꯡ ꯃꯐꯝ ꯑꯁꯤꯗ, ꯑꯀꯤꯕꯒꯤ ꯃꯊꯧ ꯇꯥꯗꯦ ꯑꯥꯁꯥ ꯑꯃꯁꯨꯡ ꯑꯄꯥꯝꯕ ꯈꯨꯗꯤꯡꯃꯛꯅ ꯑꯣꯏꯊꯣꯛꯄ ꯌꯥꯕ ꯄꯨꯝꯅꯃꯛ ꯔꯤꯗꯤꯝ ꯇꯧꯕꯒꯨꯝꯅꯥ, ꯃꯁꯤꯅ ꯅꯨꯡꯁꯤꯖꯩ ꯂꯣꯏꯕ ꯅꯥꯏꯗꯕ ꯁꯨꯞꯅꯒꯤ ꯂꯝ ꯑꯃ ꯃꯔꯝ ꯑꯗꯨꯅ ꯔꯤꯑꯦꯂꯤꯇꯤ ꯑꯁꯤ ꯌꯥꯝꯅ ꯋꯥꯡꯂꯕ‌ ꯃꯇꯝꯗ ꯃꯁꯤ ꯎꯕꯥ ꯐꯪꯏ ꯅꯍꯥꯛꯀꯤ ꯃꯤꯠꯌꯦꯡ ꯑꯗꯨ ꯂꯣꯠꯁꯤꯜꯂꯨ ꯑꯃꯁꯨꯡ ꯂꯣꯏꯕ ꯅꯥꯏꯗꯕ ꯑꯃꯗ ꯂꯥꯞꯊꯣꯛꯎ ꯁꯨꯞꯅꯒꯤ ꯂꯝ ꯑꯃ꯫ ꯅꯤꯄꯥꯜꯁꯨꯕ ꯒ꯭ꯔꯦꯗꯀꯤ ꯃꯍꯩꯔꯣꯏ ꯑꯃꯗ ꯗꯥꯔꯕꯤꯅꯤꯖꯝꯒꯤ ꯋꯥꯈꯜꯂꯣꯟ ꯑꯁꯤ ꯀꯔꯝꯅꯥ ꯐꯣꯡꯗꯣꯛꯀꯅꯤ? ꯁꯣꯏꯗꯕ ꯋꯥꯐꯝ ꯑꯁꯤ, ꯗꯥꯔꯕꯤꯅꯤꯖꯝꯒꯤ ꯃꯃꯤꯡ ꯑꯁꯤ ꯏꯚꯣꯂꯨꯁꯟꯒꯤ ꯊꯤꯑꯣꯔꯤ ꯄꯨꯔꯛꯈꯤꯕ ꯆꯥꯔ꯭ꯂꯁ ꯗꯥꯔꯕꯤꯟ ꯀꯧꯕ ꯁꯥꯏꯟꯇꯤꯁ꯭ꯠ ꯑꯃꯒꯤ ꯃꯃꯤꯡ ꯊꯣꯟꯈꯤꯕꯅꯤ꯫ ꯊꯤꯑꯣꯔꯤ ꯑꯁꯤꯅ ꯑꯩꯈꯣꯏꯒꯤ ꯒ꯭ꯔꯍ ꯑꯁꯤꯗ ꯇꯣꯉꯥꯟ ꯇꯣꯉꯥꯟꯕ ꯃꯈꯜꯒꯤ ꯄꯥꯝꯕꯤꯁꯤꯡ ꯑꯃꯁꯨꯡ ꯁꯥ-ꯁꯟꯁꯤꯡ ꯑꯁꯤ ꯀꯔꯝꯅ ꯂꯩꯔꯛꯈꯤꯕꯒꯦ ꯍꯥꯏꯕꯗꯨ ꯈꯪꯍꯟꯕꯗ ꯃꯇꯦꯡ ꯄꯥꯡꯏ꯫ ꯗꯥꯔꯕꯤꯟꯒꯤ ꯊꯤꯑꯣꯔꯤ ꯑꯁꯤ ꯍꯤꯡꯂꯤꯕ ꯄꯣꯠꯁꯛꯁꯤꯡꯅ ꯃꯈꯣꯏꯒꯤ ꯑꯀꯣꯏꯕꯗ ꯍꯦꯟꯅ ꯐꯅ ꯍꯤꯡꯅꯕꯒꯤꯗꯃꯛ ꯃꯇꯝꯒꯤ ꯃꯇꯨꯡ ꯏꯟꯅ ꯍꯣꯡꯂꯛꯂꯤ, ꯅꯠꯇꯔꯒ ꯍꯦꯟꯒꯠꯂꯛꯏ ꯍꯥꯏꯕ ꯋꯥꯈꯜꯂꯣꯟ ꯑꯁꯤꯗ ꯌꯨꯝꯐꯝ ꯑꯣꯏꯕꯅꯤ꯫ ꯍꯧꯖꯤꯛ, ꯇꯣꯉꯥꯟ ꯇꯣꯉꯥꯟꯕ ꯈꯣꯡꯎꯞꯀꯤ ꯂꯝꯕꯤ ꯂꯩꯕ ꯖꯤꯔꯥꯐꯁꯤꯡꯒꯤ ꯈꯣꯡꯕꯨ ꯑꯃ ꯂꯩꯔꯦ ꯍꯥꯏꯅ ꯈꯟꯗꯨꯅ ꯌꯦꯡꯕꯤꯌꯨ꯫ ꯗꯥꯔꯕꯤꯟꯒꯤ ꯊꯤꯑꯣꯔꯤꯒꯤ ꯃꯇꯨꯡ ꯏꯟꯅ ꯍꯦꯟꯅ ꯁꯥꯡꯕ ꯈꯣꯡꯎꯞ ꯂꯩꯕ ꯖꯤꯔꯥꯐꯁꯤꯡꯅ ꯎꯃꯪꯗ ꯑꯋꯥꯡꯕ ꯃꯐꯝꯗ ꯆꯥꯅꯕ ꯌꯧꯕꯒꯤ ꯆꯥꯡ ꯍꯦꯟꯅ ꯂꯩꯒꯅꯤ, ꯃꯔꯝ ꯑꯗꯨꯅ ꯃꯈꯣꯏꯅ ꯍꯤꯡꯗꯨꯅ ꯂꯩꯕ ꯑꯃꯁꯨꯡ ꯑꯉꯥꯡ ꯄꯣꯛꯄꯒꯤ ꯆꯥꯡ ꯍꯦꯟꯅ ꯋꯥꯡꯒꯅꯤ꯫ ꯃꯗꯨꯒꯤ ꯃꯇꯨꯡꯗ ꯑꯉꯥꯡꯁꯤꯡ ꯑꯗꯨ ꯍꯦꯟꯅ ꯁꯥꯡꯕ ꯈꯣꯡꯎꯞ ꯑꯃꯒ ꯂꯣꯏꯅꯅ ꯄꯣꯛꯈꯤꯒꯅꯤ, ꯑꯃꯁꯨꯡ ꯃꯤꯔꯣꯜ ꯀꯌꯥꯒꯤ ꯃꯇꯨꯡꯗ ꯖꯤꯔꯥꯐ ꯄꯣꯄꯨꯂꯦꯁꯟꯒꯤ ꯆꯥꯡꯆꯠꯇ ꯈꯣꯡꯎꯞꯀꯤ ꯂꯝꯕꯤ ꯑꯁꯤ ꯍꯦꯟꯅ ꯁꯥꯡꯅ ꯂꯩꯔꯛꯀꯅꯤ꯫ ꯃꯁꯤꯒꯤ ꯊꯧꯑꯣꯡ ꯑꯁꯤꯕꯨ ꯅꯦꯆꯔꯦꯜ ꯁꯦꯂꯦꯛꯁꯟ ꯍꯥꯏꯅ ꯀꯧꯏ, ꯃꯐꯝ ꯑꯗꯨꯗ ꯖꯤꯕ ꯑꯃꯕꯨ ꯍꯤꯡꯕꯗ‌ ꯑꯃꯁꯨꯡ ꯃꯆꯥ ꯄꯣꯛꯄꯗ ꯃꯇꯦꯡ ꯄꯥꯡꯂꯤꯕ ꯃꯒꯨꯟꯁꯤꯡ ꯑꯁꯤ ꯃꯊꯪꯒꯤ ꯃꯤꯔꯣꯜꯗ ꯌꯧꯍꯟꯕꯒꯤ ꯆꯥꯡ ꯍꯦꯟꯅ ꯋꯥꯡꯏ꯫ ꯌꯥꯝꯅ ꯁꯥꯡꯕ ꯃꯇꯝꯒꯤ ꯃꯅꯨꯡꯗ ꯑꯄꯤꯛꯄ ꯑꯍꯣꯡꯕꯁꯤꯡ ꯑꯁꯤꯅ ꯃꯄꯨꯡꯐꯥꯅ ꯑꯅꯧꯕ ꯃꯈꯜꯁꯤꯡ ꯁꯦꯝꯒꯠꯂꯛꯄ ꯌꯥꯏ꯫ ꯑꯃꯁꯨꯡ ꯃꯗꯨ ꯗꯥꯔꯕꯤꯅꯤꯖꯝꯒꯤ ꯃꯇꯨꯡꯗ ꯂꯩꯔꯤꯕ ꯃꯔꯨ ꯑꯣꯏꯕ ꯋꯥꯈꯜꯂꯣꯟ ꯑꯗꯨꯅꯤ꯫